ꯚꯤꯂꯦꯟ ꯑꯃꯥꯒꯤꯗꯃꯛ ꯀꯦꯔꯛꯦꯇꯔ ꯁ꯭ꯀꯦꯠ ꯑꯃꯥ ꯁꯦꯝꯃꯨ꯫ꯃꯥꯔꯀꯁ ꯑꯁꯤ ꯌꯥꯝꯅꯥ ꯂꯨꯕꯥ, ꯊꯣꯏꯗꯣꯛꯄꯥ ꯃꯑꯣꯡ ꯃꯇꯧ ꯑꯃꯁꯨꯡ ꯊꯣꯏꯗꯣꯛꯄꯥ ꯕ꯭ꯂꯦꯛ ꯃꯅꯤ ꯂꯩꯕꯥ ꯃꯤꯁꯛ ꯑꯃꯅꯤ꯫ ꯃꯍꯥꯛꯀꯤ ꯖꯦꯠ-ꯕ꯭ꯂꯦꯛ ꯍꯦꯌꯥꯔ ꯂꯩ, ꯃꯗꯨ ꯃꯇꯝ ꯄꯨꯝꯅꯃꯛꯇꯥ ꯂꯦꯡꯗꯅꯥ ꯂꯩꯔꯤ ꯑꯃꯁꯨꯡ ꯃꯄꯨꯡ ꯐꯥꯅꯥ ꯁ꯭ꯇꯥꯏꯜ ꯇꯧꯏ ꯑꯃꯁꯨꯡ ꯃꯍꯥꯛꯀꯤ ꯁꯤꯛꯅꯦꯆꯔ ꯕ꯭ꯂꯦꯛ ꯂꯦꯗꯔ ꯒ꯭ꯂꯣꯕꯁꯤꯡ ꯌꯥꯎꯗꯅꯥ ꯀꯩꯗꯧꯅꯨꯡꯗꯥ ꯎꯕꯥ ꯐꯪꯗꯦ꯫ ꯃꯥꯔꯀꯁ ꯑꯁꯤ ꯁꯦꯝꯗꯣꯛ ꯁꯦꯝꯖꯤꯟ ꯇꯧꯕ ꯑꯃꯁꯨꯡ ꯁꯦꯝꯗꯣꯛ ꯁꯦꯝꯖꯤꯟ ꯇꯧꯕꯒꯤ ꯃꯥꯁ꯭ꯇꯔꯃꯥꯏꯟꯗ ꯑꯃꯅꯤ꯫ ꯃꯍꯥꯛ ꯁꯛꯇꯤ ꯑꯃꯁꯨꯡ ꯀꯟꯠꯔꯣꯜꯒꯤ ꯂꯝꯕꯤꯗꯥ ꯍꯤꯁꯥꯕ ꯇꯧꯕ, ꯂꯧꯁꯤꯡ ꯂꯩꯕ ꯑꯃꯁꯨꯡ ꯃꯤꯅꯨꯡꯁꯤ ꯂꯩꯇ꯭ꯔꯕ ꯃꯤꯁꯤꯡ ꯑꯃꯅꯤ꯫ ꯃꯍꯥꯛ ꯊꯥꯖꯕ ꯌꯥꯗꯕ ꯋꯥꯈꯜ ꯂꯧꯁꯤꯡ ꯂꯩꯕ ꯃꯤꯁꯛ ꯑꯃꯅꯤ ꯑꯃꯁꯨꯡ ꯃꯍꯥꯛꯀꯤ ꯂꯧꯁꯤꯡ ꯑꯃꯁꯨꯡ ꯔꯤꯁꯣꯔꯁꯁꯤꯡ ꯁꯤꯖꯤꯟꯅꯗꯨꯅꯥ ꯃꯍꯥꯛꯀꯤ ꯑꯀꯣꯏꯕꯗꯥ ꯂꯩꯔꯤꯕ ꯃꯤꯑꯣꯏꯁꯤꯡꯕꯨ ꯃꯍꯥꯛꯅꯥ ꯄꯥꯝꯂꯤꯕꯗꯨ ꯐꯪꯅꯕꯥ ꯃꯦꯅꯤꯄꯨꯂꯦꯠ ꯇꯧꯏ꯫ ꯃꯍꯥꯛ ꯃꯤꯅꯨꯡꯁꯤ ꯂꯩꯕ ꯑꯃꯁꯨꯡ ꯀꯦꯔꯤꯖꯃꯦꯇꯤꯛ ꯑꯣꯏꯕ ꯃꯤꯁꯛ ꯑꯃꯅꯤ, ꯃꯤꯁꯤꯡꯕꯨ ꯂꯝꯖꯤꯡꯕꯤꯕꯒꯤ ꯉꯝꯃꯤ ꯑꯃꯁꯨꯡ ꯃꯈꯣꯏꯗꯥ ꯃꯍꯥꯛ ꯃꯈꯣꯏꯒꯤ ꯃꯥꯏꯀꯩꯗꯥ ꯂꯩꯔꯤ ꯍꯥꯏꯅꯥ ꯊꯥꯖꯍꯟꯕꯥ ꯉꯝꯃꯤ, ꯃꯇꯝ ꯄꯨꯝꯅꯃꯛꯇꯥ ꯃꯈꯣꯏꯒꯤ ꯂꯥꯟꯊꯦꯡꯅꯕꯒꯤ ꯊꯧꯔꯥꯡ ꯇꯧꯔꯤ꯫ ꯃꯥꯔꯀꯁ ꯑꯁꯤ ꯁꯦꯜ ꯊꯨꯝꯒꯤ ꯏꯃꯨꯡ ꯑꯃꯥꯗꯒꯤ ꯂꯥꯛꯄꯅꯤ ꯑꯃꯁꯨꯡ ꯃꯍꯥꯛꯅꯥ ꯄꯥꯝꯖꯕꯥ ꯈꯨꯗꯤꯡꯃꯛ ꯌꯥꯎꯅꯥ ꯆꯥꯎꯔꯛꯈꯤ꯫ ꯑꯗꯨꯕꯨ ꯃꯍꯥꯛ ꯀꯩꯗꯧꯅꯨꯡꯗꯥ ꯅꯨꯡꯉꯥꯏꯕꯥ ꯐꯥꯎꯈꯤꯗꯦ ꯑꯃꯁꯨꯡ ꯃꯇꯝ ꯄꯨꯝꯅꯃꯛꯇꯥ ꯍꯦꯟꯅꯥ ꯄꯥꯋꯔ ꯑꯃꯁꯨꯡ ꯀꯟꯠꯔꯣꯜ ꯇꯧꯕ ꯄꯥꯝꯈꯤ꯫ ꯃꯍꯥꯛ ꯆꯍꯤ ꯌꯥꯝꯈꯠꯂꯛꯄꯒꯥ ꯂꯣꯏꯅꯅꯥ ꯃꯍꯥꯛꯅꯥ ꯀ꯭ꯔꯤꯃꯤꯅꯦꯜ ꯑꯟꯗꯔꯋꯔꯜꯗꯇꯥ ꯌꯥꯎꯈꯤ, ꯃꯍꯥꯛꯀꯤ ꯂꯧꯁꯤꯡ ꯑꯃꯁꯨꯡ ꯔꯤꯁꯣꯔꯁꯁꯤꯡ ꯁꯤꯖꯤꯟꯅꯗꯨꯅꯥ ꯔꯦꯉ꯭ꯀꯁꯤꯡꯒꯤ ꯈꯨꯠꯊꯥꯡꯗꯥ ꯋꯥꯡꯈꯠꯂꯛꯈꯤ꯫ ꯃꯍꯥꯛ ꯍꯧꯖꯤꯛ ꯑꯀꯤꯕꯥ ꯄꯣꯛꯄꯥ ꯑꯃꯁꯨꯡ ꯁꯛꯇꯤ ꯂꯩꯕ ꯂꯨꯆꯤꯡꯕꯥ ꯑꯃꯥ ꯑꯣꯏꯔꯦ꯫ ꯃꯍꯥꯛꯀꯤ ꯑꯄꯥꯝꯕꯗꯥ ꯑꯇꯣꯞꯄꯁꯤꯡꯕꯨ ꯀꯨꯄꯁꯤꯅꯕꯥ ꯉꯝꯂꯦ ꯑꯃꯁꯨꯡ ꯃꯍꯥꯛꯀꯤ ꯂꯝꯕꯤꯗꯥ ꯂꯦꯞꯂꯤꯕꯥ ꯀꯅꯥꯒꯨꯝꯕꯥ ꯑꯃꯕꯨ ꯃꯥꯡꯍꯟꯕꯥ ꯉꯝꯂꯦ꯫ ꯃꯥꯔꯀꯁꯀꯤ ꯑꯔꯣꯏꯕꯥ ꯄꯥꯟꯗꯝꯗꯤ ꯃꯍꯥꯛꯀꯤ ꯑꯀꯣꯏꯕꯗꯥ ꯂꯩꯔꯤꯕꯥ ꯃꯤꯑꯣꯏꯁꯤꯡꯒꯤ ꯃꯊꯛꯇꯥ ꯂꯤꯃꯤꯠ ꯂꯩꯇꯕꯥ ꯁꯛꯇꯤ ꯑꯃꯁꯨꯡ ꯀꯟꯠꯔꯣꯜ ꯇꯧꯕꯒꯤ ꯑꯁꯤꯅꯤ꯫ ꯃꯍꯥꯛꯅꯥ ꯃꯍꯥꯛ ꯈ꯭ꯋꯥꯏꯗꯒꯤ ꯑꯊꯣꯏꯕꯅꯤ ꯍꯥꯏꯕ ꯄ꯭ꯔꯃꯥꯟ ꯇꯧꯕ ꯄꯥꯝꯃꯤ ꯑꯃꯁꯨꯡ ꯄꯥꯟꯗꯝ ꯑꯁꯤ ꯐꯪꯅꯕꯥ ꯀꯔꯤꯒꯨꯝꯕꯥ ꯑꯃꯠꯇꯥ ꯊꯝꯂꯣꯏ꯫ ꯃꯍꯥꯛꯅꯥ ꯑꯇꯣꯞꯄꯒꯤ ꯑꯀꯤꯕꯥ ꯑꯃꯁꯨꯡ ꯃꯈꯥ ꯄꯣꯟꯅꯥ ꯍꯤꯡꯂꯤ ꯑꯃꯁꯨꯡ ꯃꯍꯥꯛꯀꯤ ꯁꯛꯇꯤ ꯑꯗꯨ ꯉꯥꯛꯇꯨꯅꯥ ꯊꯝꯅꯕꯥ ꯇꯧꯒꯗꯕꯥ ꯈꯨꯗꯤꯡꯃꯛ ꯇꯧꯒꯅꯤ꯫ ꯑꯁꯣꯏ ꯑꯉꯥꯝ ꯌꯥꯎꯗꯕꯥ ꯃꯥꯔꯀꯁꯀꯤ ꯁꯛꯇꯤ ꯑꯃꯁꯨꯡ ꯀꯟꯠꯔꯣꯜꯒꯤ ꯑꯆꯧꯕꯥ ꯑꯄꯥꯝꯕꯥ ꯑꯁꯤꯅꯥ ꯀꯔꯤꯒꯨꯝꯕꯥ ꯃꯇꯝꯗꯥ ꯃꯍꯥꯛꯀꯤ ꯋꯥꯔꯦꯞ ꯑꯗꯨ ꯊꯨꯒꯥꯏꯕꯥ ꯌꯥꯏ ꯑꯃꯁꯨꯡ ꯃꯍꯥꯛꯄꯨ ꯃꯤꯄꯥꯏꯕꯥ ꯄꯣꯛꯍꯟꯕꯥ ꯌꯥꯏ꯫ ꯃꯍꯥꯛꯁꯨ ꯊꯥꯖꯕꯥ ꯌꯥꯗꯕꯥ ꯃꯑꯣꯡꯗꯥ ꯑꯍꯣꯡꯕꯥ ꯄꯨꯔꯛꯏ, ꯃꯍꯥꯛꯄꯨ ꯀꯅꯥꯒꯨꯝꯕꯥ ꯑꯃꯠꯇꯅꯥ ꯃꯥꯏꯊꯤꯕꯥ ꯄꯤꯕꯥ ꯉꯝꯗꯦ ꯅꯠꯇ꯭ꯔꯒꯥ ꯃꯥꯏꯊꯤꯕꯥ ꯄꯤꯕꯥ ꯉꯝꯂꯣꯏ ꯍꯥꯏꯅꯥ ꯊꯥꯖꯩ꯫ ꯃꯁꯤꯒꯤ ꯑꯍꯦꯟꯕꯥ ꯊꯥꯖꯕꯥ ꯑꯁꯤꯅꯥ ꯑꯔꯣꯏꯕꯗꯥ ꯃꯍꯥꯛꯀꯤ ꯂꯥꯡꯇꯛꯅꯕꯥ ꯑꯣꯏꯕꯥ ꯌꯥꯏ꯫ ꯑꯄꯨꯟꯕꯥ ꯑꯣꯏꯅꯥ ꯃꯥꯔꯀꯁ ꯕ꯭ꯂꯦꯀꯎꯗ ꯑꯁꯤ ꯌꯥꯝꯅꯥ ꯁꯥꯊꯤꯕꯥ ꯚꯤꯂꯦꯟ ꯑꯃꯅꯤ꯫ ꯃꯍꯥꯛꯀꯤ ꯂꯧꯁꯤꯡ, ꯃꯤꯅꯨꯡꯁꯤ ꯑꯃꯁꯨꯡ ꯃꯤꯅꯨꯡꯁꯤ ꯂꯩꯇ꯭ꯔꯕꯥ ꯁꯛꯇꯤꯒꯤ ꯂꯝꯖꯤꯡ ꯃꯈꯥꯗꯥ ꯃꯍꯥꯛꯄꯨ ꯈꯨꯗꯣꯡꯊꯤꯅꯤꯡꯉꯥꯏ ꯑꯣꯏꯕ ꯑꯃꯁꯨꯡ ꯁꯤꯕꯥ ꯌꯥꯕ ꯌꯦꯛꯅꯕꯥ ꯑꯃꯥ ꯑꯣꯏꯍꯜꯂꯤ꯫